ꯀ꯭ꯂꯥꯎꯠ ꯀꯝꯄ꯭ꯌꯨꯇꯤꯡ ꯃꯣꯗꯦꯜꯁꯤꯡꯒꯤ ꯃꯔꯛꯇꯥ ꯂꯩꯕꯥ ꯈꯦꯠꯅꯕꯁꯤꯡ ꯑꯗꯨ ꯁꯟꯗꯣꯛꯅꯥ ꯇꯥꯛꯄꯤꯌꯨ꯫ ꯀ꯭ꯂꯥꯎꯠ ꯀꯝꯄ꯭ꯌꯨꯇꯤꯡꯒꯤ ꯃꯔꯨꯑꯣꯏꯕꯥ ꯃꯣꯗꯦꯜ ꯑꯍꯨꯝꯂꯩ, ꯃꯈꯣꯏ ꯈꯨꯗꯤꯡꯃꯛꯅꯥ ꯌꯨꯖꯔꯁꯤꯡꯗꯥ ꯄꯤꯔꯤꯕꯥ ꯇꯣꯉꯥꯟꯕꯥ ꯃꯈꯜꯒꯤ ꯁꯔꯚꯤꯁ ꯑꯃꯥ ꯔꯤꯄ꯭ꯔꯖꯦꯟꯇ ꯇꯧꯔꯤ꯫ ꯏꯟꯐ꯭ꯔꯥꯁꯇ꯭ꯔꯛꯆꯔ ꯁꯔꯚꯤꯁꯅꯥ ꯏꯟꯇꯔꯅꯦꯠꯀꯤ ꯈꯨꯠꯊꯥꯡꯗꯥ ꯚꯔꯆꯨꯑꯦꯂꯥꯏꯖ ꯇꯧꯔꯕꯥ ꯀꯝꯄ꯭ꯌꯨꯇꯤꯡ ꯔꯤꯁꯣꯔꯁꯁꯤꯡ ꯄꯤꯔꯤ꯫ ꯃꯁꯤꯅꯥ ꯌꯨꯖꯔꯁꯤꯡꯅꯥ ꯃꯈꯣꯏ ꯃꯁꯥꯒꯤ ꯐꯤꯖꯤꯀꯦꯜ ꯏꯟꯐ꯭ꯔꯥꯁꯇ꯭ꯔꯛꯆꯔ ꯂꯧꯕꯥ ꯑꯃꯁꯨꯡ ꯁꯦꯟꯅꯕꯒꯤ ꯃꯍꯨꯠꯇꯥ, ꯀ꯭ꯂꯥꯎꯠ ꯄ꯭ꯔꯣꯚꯥꯏꯗꯔ ꯑꯃꯗꯒꯤ ꯁꯔꯚꯔ, ꯁ꯭ꯇꯣꯔꯦꯖ ꯑꯃꯁꯨꯡ ꯅꯦꯠꯋꯥꯛ ꯍꯥꯔꯠꯋꯥꯌꯔꯒꯨꯝꯕꯥ ꯏꯟꯐ꯭ꯔꯥꯁꯇ꯭ꯔꯛꯆꯔ ꯀꯝꯄꯣꯅꯦꯟꯁꯤꯡ ꯚꯥꯔꯥ ꯂꯧꯕꯥ ꯌꯥꯍꯜꯂꯤ꯫ ꯃꯣꯗꯦꯜ ꯑꯁꯤ ꯃꯈꯣꯏꯒꯤ ꯏꯟꯐꯣꯔꯃꯦꯁꯟ ꯇꯦꯛꯅꯣꯂꯣꯖꯤꯒꯤ ꯑꯀꯣꯏꯕꯒꯤ ꯐꯤꯕꯝꯒꯤ ꯃꯇꯥꯡꯗꯥ ꯀꯟꯇ꯭ꯔꯣꯜ, ꯀꯁꯇ꯭ꯃꯔꯥꯏꯖꯦꯁꯟ ꯑꯃꯁꯨꯡ ꯐ꯭ꯂꯦꯛꯁꯤꯕꯤꯂꯤꯇꯤ ꯌꯥꯝꯅꯥ ꯃꯊꯧ ꯇꯥꯕꯥ ꯕꯤꯖꯤꯅꯦꯁꯁꯤꯡꯒꯤꯗꯃꯛꯇꯥ ꯌꯥꯝꯅꯥ ꯐꯩ꯫ ꯄ꯭ꯂꯦꯠꯐꯣꯝ ꯁꯔꯚꯤꯁꯅꯥ ꯌꯨꯖꯔꯁꯤꯡꯗꯥ ꯃꯍꯧꯁꯥꯅꯥ ꯑꯦꯞ ꯑꯃꯥ ꯗꯤꯕꯦꯂꯞ ꯇꯧꯕꯥ ꯑꯃꯁꯨꯡ ꯍꯧꯗꯣꯛꯄꯒꯥ ꯃꯔꯤ ꯂꯩꯅꯕꯥ ꯏꯟꯐ꯭ꯔꯥꯁꯇ꯭ꯔꯛꯆꯔ ꯁꯦꯝꯒꯠꯄꯥ ꯑꯃꯁꯨꯡ ꯁꯦꯟꯅꯕꯒꯤ ꯀꯝꯄ꯭ꯂꯦꯛꯁ ꯑꯣꯏꯕꯥ ꯊꯧꯑꯣꯡꯁꯤꯡ ꯌꯥꯎꯗꯅꯥ ꯑꯦꯄ꯭ꯂꯤꯀꯦꯁꯟꯁꯤꯡ ꯁꯦꯝꯒꯠꯄꯥ ꯆꯂꯥꯏꯕꯥ ꯑꯃꯁꯨꯡ ꯃꯦꯅꯦꯖ ꯇꯧꯕꯥ ꯌꯥꯍꯟꯒꯗꯕꯥ ꯄ꯭ꯂꯦꯠꯐꯣꯔꯝ ꯑꯃꯥ ꯄꯤꯔꯤ꯫ ꯃꯁꯤꯗꯥ ꯑꯣꯄꯔꯦꯇꯤꯡ ꯁꯤꯁꯇꯦꯝꯁꯤꯡ, ꯗꯤꯕꯦꯂꯞꯃꯦꯟ ꯇꯨꯜꯁꯤꯡ ꯑꯃꯁꯨꯡ ꯗꯦꯇꯥꯕꯦꯖ ꯃꯦꯅꯦꯖꯃꯦꯟꯇ ꯁꯤꯁꯇꯦꯝꯁꯤꯡ ꯌꯥꯎꯔꯤ꯫ ꯃꯣꯗꯦꯜ ꯑꯁꯤ ꯑꯦꯄ꯭ꯂꯤꯀꯦꯁꯟ ꯗꯤꯕꯦꯂꯞꯃꯦꯟꯗꯥ ꯃꯤꯠꯌꯦꯡ ꯊꯝꯕꯥ ꯄꯥꯝꯕꯥ ꯕꯤꯖꯤꯅꯦꯁꯁꯤꯡꯒꯤꯗꯃꯛꯇꯥ ꯌꯥꯝꯅꯥ ꯐꯩ, ꯃꯁꯤꯒꯤ ꯃꯈꯥꯗꯥ ꯂꯩꯔꯤꯕꯥ ꯏꯟꯐ꯭ꯔꯥꯁꯇ꯭ꯔꯛꯆꯔ ꯑꯁꯤ ꯃꯦꯅꯦꯖ ꯇꯧꯕꯒꯤ ꯃꯊꯧ ꯇꯥꯗꯦ꯫ ꯏꯟꯇꯔꯅꯦꯠꯀꯤ ꯈꯨꯠꯊꯥꯡꯗꯥ ꯁꯣꯞꯋꯥꯌꯔ ꯑꯦꯄ꯭ꯂꯤꯀꯦꯁꯟꯁꯤꯡꯒꯤ ꯑꯦꯛꯁꯦꯁ ꯄꯤ꯫ ꯑꯦꯄ꯭ꯂꯤꯀꯦꯁꯟꯁꯤꯡ ꯑꯁꯤ ꯀ꯭ꯂꯥꯎꯠ ꯄ꯭ꯔꯣꯚꯥꯏꯗꯔ ꯑꯃꯅꯥ ꯍꯣꯁ ꯇꯧꯏ ꯑꯃꯁꯨꯡ ꯌꯨꯖꯔꯁꯤꯡꯅꯥ ꯋꯦꯕ ꯕ꯭ꯔꯥꯎꯖꯔ ꯅꯠꯇ꯭ꯔꯒꯥ ꯃꯣꯕꯥꯏꯜ ꯑꯦꯞ ꯑꯃꯒꯤ ꯈꯨꯠꯊꯥꯡꯗꯥ ꯑꯦꯛꯁꯦꯁ ꯇꯧꯏ꯫ ꯃꯣꯗꯦꯜ ꯑꯁꯤ ꯃꯈꯣꯏ ꯃꯁꯥꯒꯤ ꯁꯤꯁꯇꯦꯝꯗꯥ ꯏꯟꯁ꯭ꯇꯣꯜ ꯇꯧꯕꯥ, ꯃꯦꯟꯇꯦꯟ ꯇꯧꯕꯥ ꯑꯃꯁꯨꯡ ꯑꯞꯗꯦꯠ ꯇꯧꯕꯥ ꯃꯊꯧ ꯇꯥꯗꯅꯥ ꯁꯣꯞꯋꯥꯌꯔ ꯁꯤꯖꯤꯟꯅꯕꯥ ꯄꯥꯝꯂꯤꯕꯥ ꯕꯤꯖꯤꯅꯦꯁꯁꯤꯡꯒꯤꯗꯃꯛꯇꯥ ꯌꯥꯝꯅꯥ ꯐꯩ꯫ ꯈꯨꯗꯝꯁꯤꯡꯒꯤ ꯃꯅꯨꯡꯗꯥ ꯏꯃꯦꯜ ꯑꯃꯁꯨꯡ ꯀꯣꯂꯥꯕꯣꯔꯦꯁꯟ ꯇꯨꯜꯁꯤꯡ, ꯀꯁ꯭ꯇꯃꯔ ꯔꯤꯂꯦꯁꯟꯁꯤꯞ ꯃꯦꯅꯦꯖꯃꯦꯟ ꯑꯃꯁꯨꯡ ꯑꯦꯟꯇꯔꯄ꯭ꯔꯥꯏꯖ ꯔꯤꯁꯣꯔꯁ ꯄ꯭ꯂꯥꯅꯤꯡ ꯁꯣꯞꯋꯥꯌꯔ ꯑꯁꯤ ꯌꯥꯎꯏ꯫ ꯈꯪꯖꯤꯟꯒꯗꯕꯥ ꯑꯃꯅꯥ ꯏꯟꯐ꯭ꯔꯥꯁꯇ꯭ꯔꯛꯆꯔ ꯄꯤꯔꯤ, ꯑꯦꯄ꯭ꯂꯤꯀꯦꯁꯟ ꯗꯤꯚꯦꯂꯞꯃꯦꯟꯒꯤ ꯄ꯭ꯂꯦꯠꯐꯣꯔꯝ ꯑꯃꯥ ꯄꯤꯔꯤ ꯑꯃꯁꯨꯡ ꯁꯣꯞꯋꯥꯌꯔ ꯑꯦꯄ꯭ꯂꯤꯀꯦꯁꯟꯁꯤꯡꯗꯥ ꯑꯦꯛꯁꯦꯁ ꯄꯤꯔꯤ꯫ ꯃꯣꯗꯦꯜ ꯈꯨꯗꯤꯡꯃꯛꯅꯥ ꯌꯨꯖꯔꯁꯤꯡꯗꯥ ꯃꯈꯣꯏꯒꯤ ꯑꯀꯛꯅꯕꯥ ꯃꯊꯧ ꯇꯥꯕꯁꯤꯡꯒꯤ ꯃꯇꯨꯡ ꯏꯟꯅꯥ ꯇꯣꯉꯥꯟ ꯇꯣꯉꯥꯟꯕꯥ ꯊꯥꯛꯀꯤ ꯀꯟꯇ꯭ꯔꯣꯜ, ꯐ꯭ꯂꯦꯛꯁꯤꯕꯤꯂꯤꯇꯤ ꯑꯃꯁꯨꯡ ꯃꯦꯅꯦꯖꯃꯦꯟ ꯄꯤꯔꯤ꯫ ꯃꯈꯥꯗꯥ ꯄꯤꯔꯤꯕꯥ ꯑꯥꯔꯠꯀꯤ ꯄꯣꯠꯁꯛ ꯑꯁꯤꯒꯤ ꯃꯇꯥꯡꯗꯥ ꯑꯄꯤꯛꯄꯥ ꯋꯥꯈꯜꯂꯣꯟ ꯑꯃꯥ ꯏꯕꯤꯌꯨ꯫ ꯂꯨꯀꯥ ꯑꯕꯨꯁꯦꯔꯤꯖꯒꯤ "ꯎꯏꯟꯗꯣꯖ" ꯑꯁꯤ ꯇꯟꯊꯕꯥ ꯌꯥꯕꯥ ꯑꯥꯔꯠꯀꯤ ꯄꯣꯠꯁꯛ ꯑꯃꯅꯤ, ꯃꯁꯤꯅꯥ ꯃꯍꯥꯛꯄꯨ ꯃꯁꯤꯒꯤ ꯃꯤꯁꯇ꯭ꯔꯤꯁꯤꯡꯗꯥ ꯍꯦꯟꯅꯥ ꯂꯨꯝꯅꯥ ꯂꯧꯅꯕꯥ ꯏꯪꯒꯤꯠ ꯇꯧꯏ꯫ ꯃꯌꯦꯛ ꯁꯦꯡꯕꯥ ꯃꯆꯨ ꯑꯃꯁꯨꯡ ꯑꯦꯞꯁꯇ꯭ꯔꯦꯛ ꯀꯝꯄꯣꯖꯤꯁꯟꯁꯤꯡꯒꯤ ꯃꯔꯛꯇꯥ ꯌꯥꯎꯕꯥ ꯃꯇꯝꯁꯤꯒꯤ ꯑꯥꯔꯠꯋꯥꯛ ꯑꯁꯤꯅꯥ ꯆꯞ ꯃꯥꯟꯅꯕꯥ ꯃꯑꯣꯡꯗꯥ ꯁꯔꯔꯤꯌꯥꯜ ꯑꯃꯁꯨꯡ ꯆꯦꯟꯕꯥ ꯑꯅꯤꯃꯛ ꯌꯥꯎꯕꯥ ꯁꯨꯞꯅꯒꯤ ꯃꯥꯂꯦꯝ ꯑꯃꯥ ꯄꯣꯛꯍꯜꯂꯤ꯫ ꯑꯩꯒꯤꯗꯃꯛꯇꯗꯤ ꯄꯦꯟꯇꯤꯡ ꯑꯁꯤꯅꯥ ꯇ꯭ꯔꯥꯟꯁꯤꯑꯦꯟ ꯃꯣꯃꯦꯟ ꯑꯃꯒꯤ ꯃꯔꯨꯑꯣꯏꯕꯥ ꯑꯗꯨ ꯂꯧꯁꯤꯟꯕꯥ ꯎꯕꯥ ꯐꯪꯏ, ꯃꯗꯨꯒꯤ ꯃꯊꯛꯇꯥ ꯑꯣꯚꯔꯂꯦꯞ ꯇꯧꯕꯥ ꯃꯑꯣꯡꯁꯤꯡ ꯑꯃꯁꯨꯡ ꯏꯚꯣꯀꯦꯇꯤꯄ ꯕ꯭ꯔꯥꯁꯇ꯭ꯔꯣꯛꯁꯤꯡꯁꯨ ꯎꯕꯥ ꯐꯪꯒꯅꯤ꯫ ꯂꯦꯌꯔ ꯈꯨꯗꯤꯡꯃꯛꯅꯥ ꯑꯅꯧꯕꯥ ꯃꯑꯣꯡ ꯑꯃꯥ, ꯑꯅꯧꯕꯥ ꯏꯃꯣꯁꯟ ꯑꯃꯥ ꯐꯣꯡꯗꯣꯛꯏ, ꯃꯁꯤꯅꯥ ꯑꯗꯣꯝꯅꯥ ꯀꯌꯥ ꯌꯥꯝꯅꯥ ꯑꯃꯨꯛ ꯍꯟꯅꯥ ꯌꯦꯡꯕꯥ ꯌꯥꯕꯥ ꯑꯃꯁꯨꯡ ꯃꯇꯝ ꯈꯨꯗꯤꯡꯗꯥ ꯑꯅꯧꯕꯥ ꯑꯃꯥ ꯈꯪꯕꯥ ꯉꯝꯕꯥ ꯄꯣꯠꯁꯛ ꯑꯃꯥ ꯑꯣꯏꯍꯜꯂꯤ꯫ ꯑꯄꯨꯟꯕꯥ ꯑꯣꯏꯅꯥ "ꯎꯏꯟꯗꯣꯖ" ꯑꯁꯤ ꯑꯦꯞꯁꯇ꯭ꯔꯦꯛ ꯑꯥꯔꯠꯀꯤ ꯏꯚꯣꯀꯦꯇꯤꯞ ꯄꯥꯋꯔꯒꯤ ꯑꯉꯛꯄꯥ ꯈꯨꯗꯝ ꯑꯃꯅꯤ꯫